ꯖꯤꯎꯁ ꯑꯁꯤ ꯑꯣꯂꯤꯝꯄꯤꯌꯟꯒꯤ ꯂꯥꯏ ꯇꯔꯥꯅꯤꯊꯣꯏꯒꯤ ꯅꯤꯡꯊꯧ ꯑꯃꯁꯨꯡ ꯒ꯭ꯔꯤꯛ ꯂꯥꯏꯅꯤꯡꯒꯤ ꯈ꯭ꯋꯥꯏꯗꯒꯤ ꯋꯥꯡꯕ ꯂꯥꯏꯅꯤ꯫ ꯖꯤꯎꯁ ꯑꯁꯤ ꯑꯌꯥꯝꯕꯅ ꯃꯄꯥ, ꯅꯣꯡꯖꯨ-ꯅꯨꯡꯁꯤꯠꯀꯤ ꯂꯥꯏ ꯑꯃꯁꯨꯡ 'ꯂꯩꯆꯤꯜ ꯈꯣꯝꯖꯤꯟꯕ' ꯍꯥꯏꯅ ꯈꯪꯅꯩ꯫ ꯖꯤꯎꯁꯅ ꯑꯏꯪ ꯑꯁꯥꯒꯤ ꯐꯤꯚꯝ ꯂꯥꯛꯁꯤꯟꯈꯤ ꯑꯃꯁꯨꯡ ꯑꯣꯃꯦꯟꯁꯤꯡ ꯄꯤꯈꯤ꯫ ꯖꯤꯎꯁꯅ ꯃꯍꯧꯁꯥꯅ ꯑꯆꯨꯝꯕ ꯋꯥꯌꯦꯜ ꯄꯤꯈꯤ, ꯃꯥꯎꯟꯠ ꯑꯣꯂꯦꯝꯄꯁꯇ ꯂꯩꯕ ꯃꯍꯥꯛꯀꯤ ꯐꯝꯐꯝꯗꯒꯤ ꯂꯥꯏ ꯑꯃꯁꯨꯡ ꯃꯤꯑꯣꯏ ꯑꯅꯤꯃꯛꯀꯤ ꯃꯔꯛꯇ ꯌꯥꯊꯪ ꯄꯤꯕꯒꯤ ꯑꯌꯥꯕ ꯄꯤꯈꯤ꯫ ꯖꯤꯎꯁꯀꯤ ꯃꯄꯥꯗꯤ ꯀ꯭ꯔꯣꯅꯁ ꯑꯃꯁꯨꯡ ꯃꯍꯥꯛꯀꯤ ꯃꯃꯥ ꯔꯤꯌꯥꯅꯤ꯫ ꯀ꯭ꯔꯣꯅꯁꯅ ꯃꯍꯥꯛꯀꯤ ꯃꯄꯥ ꯑꯣꯔꯥꯅꯣꯁꯇꯒꯤ ꯑꯇꯤꯌꯥꯒꯤ ꯈꯨꯗꯨꯝ ꯆꯟꯕ ꯑꯗꯨ ꯂꯧꯁꯤꯟꯈꯤ ꯑꯃꯁꯨꯡ ꯃꯍꯥꯛ ꯃꯁꯥꯒꯤ ꯃꯆꯥꯁꯤꯡꯗꯒꯤ ꯃꯍꯥꯛꯄꯨ ꯆꯞ ꯃꯥꯟꯅꯕ ꯊꯧꯗꯣꯛ ꯑꯃ ꯊꯣꯛꯍꯟꯗꯅꯕ ꯂꯦꯞꯄ ꯂꯩꯇꯅ ꯆꯦꯛꯁꯤꯟꯈꯤ꯫ ꯂꯧꯁꯤꯟꯕ ꯑꯃꯍꯦꯛꯇꯕꯨ ꯃꯥꯡꯖꯧꯅꯅ ꯂꯧꯊꯣꯛꯅꯕ ꯃꯍꯥꯛꯅ ꯃꯔꯝ ꯑꯁꯤꯅ ꯃꯍꯥꯛꯀꯤ ꯃꯆꯥ ꯄꯨꯝꯅꯃꯛ ꯂꯧꯁꯤꯟꯈꯤ: ꯍꯦꯁꯇꯤꯌꯥ, ꯗꯦꯃꯤꯇꯔ, ꯍꯦꯔꯥ, ꯍꯦꯗꯤꯁ, ꯑꯃꯁꯨꯡ ꯄꯣꯁꯥꯏꯗꯟ꯫ ꯑꯗꯨꯝ ꯑꯣꯏꯅꯃꯛ, ꯔꯤꯌꯥꯅ ꯃꯍꯥꯛꯀꯤ ꯑꯇꯣꯟꯕ ꯑꯉꯥꯡ ꯖ꯭ꯌꯨꯁꯄꯨ ꯐꯤꯔꯣꯜ ꯁꯦꯠꯇꯨꯅ ꯅꯨꯡ ꯑꯃ ꯀꯣꯏꯁꯤꯜꯂꯒ ꯑꯃꯁꯨꯡ ꯃꯁꯤ ꯀ꯭ꯔꯣꯅꯁꯇ ꯂꯧꯁꯤꯟꯅꯕ ꯄꯤꯗꯨꯅ ꯀꯟꯈꯤ꯫ ꯖꯤꯎꯁꯄꯨ ꯀ꯭ꯔꯤꯠꯀꯤ ꯏꯊꯠꯇ ꯂꯩꯕ ꯃꯥꯎꯟꯠ ꯗꯤꯛꯇꯦꯠ ꯊꯋꯥꯏ ꯌꯥꯎꯍꯟꯈꯤ, ꯃꯐꯝ ꯑꯗꯨꯗ ꯃꯍꯥꯛꯄꯨ ꯑꯔꯤꯕ ꯂꯥꯏꯔꯦꯝꯕꯤ ꯒꯥꯏꯌꯥ (ꯃꯥꯂꯦꯝ)ꯅ ꯌꯣꯛꯈꯤ, ꯅꯠꯇ꯭ꯔꯒ ꯅꯤꯝꯁꯅ ꯃꯈꯜ ꯈꯔꯗ ꯌꯣꯛꯈꯤ꯫ ꯍꯥꯏꯔꯤꯕꯁꯤꯡ ꯑꯁꯤꯒꯤ ꯃꯅꯨꯡꯗ ꯅꯍꯥ ꯑꯣꯏꯔꯤꯕ ꯂꯥꯏ ꯑꯗꯨꯕꯨ ꯁꯣꯛꯍꯟꯈꯤꯕ ꯅꯤꯝꯁ,ꯑꯃꯥꯜꯊꯤꯌꯥ ꯑꯁꯤꯁꯨ ꯌꯥꯎꯈꯤ꯫ ꯇꯥꯏꯇꯟꯁꯤꯡ ꯑꯃꯁꯨꯡ ꯍꯤꯡꯆꯥꯕꯁꯤꯡꯒ ꯂꯥꯟꯊꯦꯡꯅꯕ ꯑꯍꯜ ꯑꯣꯏꯔꯛꯄ ꯃꯇꯝꯗ ꯖꯤꯎꯁꯅ ꯀ꯭ꯔꯣꯅꯁꯄꯨ ꯃꯍꯥꯛꯅ ꯂꯧꯁꯤꯟꯈꯤꯕ ꯑꯉꯥꯡꯁꯤꯡ ꯑꯗꯨ ꯑꯃꯨꯛ ꯍꯟꯅ ꯂꯣꯛꯍꯟꯈꯤ ꯑꯃꯁꯨꯡ ꯃꯗꯨꯒꯤ ꯃꯇꯨꯡꯗ ꯖꯤꯎꯁꯅ ꯃꯍꯥꯛꯀꯤ ꯃꯆꯦ ꯍꯦꯔꯥꯒ ꯂꯨꯍꯣꯡꯈꯤ꯫ ꯑꯗꯨꯝ ꯑꯣꯏꯅꯃꯛ, ꯒꯥꯏꯌꯥꯅ ꯄꯨꯛꯅꯤꯡ ꯊꯧꯒꯠꯇꯨꯅ ꯑꯥꯏꯟ ꯂꯩꯇꯕ ꯇꯥꯏꯇꯟꯁꯤꯡꯅ ꯈꯨꯗꯛꯇ ꯇꯥꯏꯇꯥꯅꯣꯃꯥꯆꯤ ꯍꯥꯏꯅ ꯈꯪꯅꯕ ꯆꯍꯤ ꯇꯔꯥꯒꯤ ꯂꯥꯟ ꯑꯃꯗ ꯑꯣꯂꯤꯝꯄꯤꯌꯟꯒꯤ ꯂꯥꯏꯁꯤꯡꯗꯒꯤ ꯃꯥꯂꯦꯝ ꯑꯁꯤ ꯈꯨꯗꯨꯝ ꯆꯟꯅꯕ ꯍꯣꯠꯅꯈꯤ꯫ ꯇꯥꯏꯇꯟꯁꯤꯡ ꯑꯁꯤ ꯀ꯭ꯔꯣꯅꯁꯀꯤ ꯃꯆꯤꯟ-ꯃꯅꯥꯎ ꯅꯨꯄꯥꯁꯤꯡ ꯑꯣꯏꯔꯝꯃꯤ ꯑꯃꯁꯨꯡ ꯖꯤꯎꯁꯄꯨ ꯃꯍꯥꯛꯀꯤ ꯅꯣꯡꯊꯥꯡꯕ ꯕꯣꯜꯠꯁꯤꯡ ꯁꯦꯝꯈꯤꯕ ꯁꯥꯏꯀ꯭ꯂꯣꯞꯁꯀꯤ ꯃꯇꯦꯡ ꯑꯃꯁꯨꯡ ꯈꯨꯠ ꯆꯥꯝꯃꯒꯤ ꯑꯆꯧꯕ ꯅꯠꯇ꯭ꯔꯒ ꯍꯦꯀꯥꯇꯣꯟꯆꯤꯔꯦꯁ (ꯕ꯭ꯔꯤꯌꯥꯔꯤꯑꯣꯁ, ꯀꯣꯇꯁ ꯑꯃꯁꯨꯡ ꯒꯤꯒꯦꯁ)ꯒꯤ ꯃꯇꯦꯡꯅ ꯑꯔꯣꯏꯕꯗ ꯖꯤꯎꯁꯅ ꯇꯥꯏꯇꯟꯁꯤꯡꯕꯨ ꯑꯟꯗꯔꯋꯥꯔꯜꯀꯤ ꯈ꯭ꯋꯥꯏꯗꯒꯤ ꯂꯨꯕ ꯁꯔꯨꯛ ꯑꯣꯏꯔꯤꯕ ꯇꯥꯔꯇꯥꯔꯁꯇ ꯐꯥꯖꯤꯟꯕ ꯉꯝꯈꯤ꯫ ꯃꯁꯥꯃꯛꯄꯨ ꯑꯇꯤꯌꯥꯒꯤ ꯂꯩꯉꯥꯛꯄ ꯑꯣꯏꯍꯟꯗꯨꯅ, ꯖꯤꯎꯁꯅ ꯃꯗꯨꯒꯤ ꯃꯇꯨꯡꯗ ꯁꯃꯨꯗ꯭ꯔꯁꯤꯡꯒꯤ ꯃꯊꯛꯇ ꯄꯣꯁꯥꯏꯗꯟ ꯑꯃꯁꯨꯡ ꯑꯟꯗꯔꯋꯥꯔꯜꯀꯤ ꯃꯊꯛꯇ ꯍꯦꯗꯤꯁꯇ ꯂꯩꯉꯥꯛ ꯄꯤꯈꯤ꯫ ꯑꯗꯨꯝ ꯑꯣꯏꯅꯃꯛ, ꯑꯣꯂꯤꯝꯄꯤꯌꯟꯁꯤꯡꯅ ꯍꯧꯖꯤꯛꯁꯨ ꯁꯥꯟꯇꯤ ꯂꯩꯅ ꯁꯥꯁꯟ ꯇꯧꯕ ꯉꯝꯈꯤꯗꯦ, ꯃꯔꯝꯗꯤ ꯃꯗꯨꯒꯤ ꯃꯇꯨꯡꯗ ꯒꯥꯏꯌꯥꯅ ꯒꯤꯒꯥꯟꯇꯣꯃꯥꯆꯤꯗ ꯖꯤꯎꯁꯀ ꯂꯥꯟꯊꯦꯡꯅꯅꯕ ꯑꯀꯤꯕ ꯄꯣꯛꯍꯟꯕ ꯑꯃꯁꯨꯡ ꯇꯝꯊꯤꯔꯕ ꯖꯥꯏꯟꯠꯁꯤꯡꯒꯤ ꯃꯇꯦꯡ ꯂꯧꯈꯤ꯫ ꯑꯣꯂꯤꯝꯄꯤꯌꯟꯁꯤꯡꯕꯨ ꯃꯇꯝ ꯑꯁꯤꯗ ꯑꯆꯧꯕ ꯍꯤꯔꯣ ꯍꯔꯀꯨꯂꯤꯁꯅ ꯃꯇꯦꯡ ꯄꯥꯡꯈꯤ ꯑꯃꯁꯨꯡ ꯖꯤꯎꯁꯅ ꯒꯥꯏꯌꯥꯕꯨ ꯃꯍꯥꯛꯀꯤ ꯑꯆꯧꯕ ꯄꯥꯝꯕꯤ ꯑꯃ ꯄꯤꯅꯕ ꯍꯣꯠꯅꯕꯗ ꯃꯥꯏꯊꯤꯕ ꯄꯤꯔꯕ ꯃꯇꯨꯡꯗ, ꯃꯈꯣꯏꯅ ꯑꯃꯨꯛ ꯍꯟꯅ ꯃꯥꯂꯦꯝ ꯑꯁꯤ ꯂꯥꯛꯁꯤꯟꯅꯕ ꯂꯥꯟ ꯑꯗꯨ ꯃꯥꯏ ꯄꯥꯛꯈꯤ, ꯑꯗꯨꯝ ꯑꯣꯏꯅꯃꯛ, ꯖꯥꯏꯟꯠꯁꯤꯡꯅ ꯆꯤꯡꯁꯤꯡ, ꯏꯊꯠꯁꯤꯡ ꯑꯃꯁꯨꯡ ꯇꯨꯔꯦꯜꯁꯤꯡ ꯍꯣꯡꯗꯨꯅ ꯑꯆꯧꯕ ꯑꯃꯥꯡ-ꯑꯇꯥ ꯊꯣꯛꯍꯟꯗ꯭ꯔꯤꯉꯩ ꯃꯃꯥꯡꯗ ꯑꯣꯏꯈꯤꯗꯦ꯫ ꯖꯤꯎꯁꯀꯤ ꯂꯩꯉꯥꯛ ꯑꯁꯤ ꯑꯃꯨꯛ ꯍꯟꯅ ꯁꯤꯡꯅꯈꯤ ꯃꯗꯨꯗ ꯂꯥꯏ ꯈꯔ, ꯃꯔꯨꯑꯣꯏꯅ ꯍꯦꯔꯥ, ꯑꯦꯊꯦꯅꯥ ꯑꯃꯁꯨꯡ ꯄꯣꯁꯥꯏꯗꯟꯅ ꯑꯣꯂꯤꯝꯄꯤꯌꯟꯒꯤ ꯂꯥꯏꯁꯤꯡꯒꯤ ꯃꯀꯣꯛ ꯑꯣꯏꯅ ꯖꯤꯎꯁꯀꯤ ꯊꯧꯗꯥꯡ ꯑꯗꯨ ꯂꯧꯅꯕ ꯍꯣꯠꯅꯈꯤ ꯑꯃꯁꯨꯡ ꯃꯍꯥꯛꯄꯨ ꯃꯍꯥꯛꯀꯤ ꯐꯃꯨꯡꯗ ꯄꯨꯟꯁꯤꯟꯈꯤ꯫ ꯑꯗꯨꯝ ꯑꯣꯏꯅꯃꯛ, ꯃꯄꯥꯕꯨꯡꯕꯨ ꯍꯦꯀꯥꯇꯣꯟꯆꯦꯌꯔꯁꯤꯡꯒꯤ ꯃꯔꯛꯇ ꯑꯃꯅ ꯊꯥꯗꯣꯛꯈꯤ ꯑꯃꯁꯨꯡ ꯐꯤꯚꯝ ꯑꯗꯨ ꯑꯃꯨꯛ ꯍꯟꯅ ꯄꯨꯔꯛꯈꯤ꯫ ꯖꯤꯎꯁꯀꯤ ꯑꯉꯥꯡꯁꯤꯡ ꯑꯍꯥꯟꯕꯗ ꯇꯥꯏꯇꯟ ꯃꯦꯇꯤꯁꯀ ꯂꯨꯍꯣꯡꯂꯕꯁꯨ ꯑꯃꯁꯨꯡ ꯃꯗꯨꯒꯤ ꯃꯇꯨꯡꯗ ꯍꯦꯔꯥꯒ ꯂꯨꯍꯣꯡꯂꯕꯁꯨ, ꯖꯤꯎꯁ ꯑꯁꯤ ꯒ꯭ꯔꯤꯛꯀꯤ ꯊꯥꯏꯅꯒꯤ ꯋꯥꯔꯤꯗ ꯃꯍꯥꯛꯀꯤ ꯂꯝꯆꯠ-ꯁꯥꯖꯠ ꯇꯧꯗꯕ ꯊꯕꯛꯁꯤꯡꯒꯤꯗꯃꯛ ꯃꯃꯤꯡ ꯆꯠꯂꯝꯃꯤ, ꯃꯗꯨꯒꯤ ꯃꯅꯨꯡꯗ ꯃꯍꯥꯛꯅ ꯑꯌꯥꯝꯕ ꯃꯇꯝꯗ ꯃꯍꯥꯛꯀꯤ ꯃꯤꯇ꯭ꯔꯪꯒꯤ ꯁꯛꯇꯤ ꯁꯤꯖꯤꯟꯅꯗꯨꯅ ꯃꯁꯥꯕꯨ ꯇꯣꯉꯥꯟ ꯇꯣꯉꯥꯟꯕ ꯁꯥꯏꯑꯣꯟꯁꯤꯡꯗ ꯑꯣꯟꯊꯣꯛꯇꯨꯅ ꯃꯍꯥꯛꯀꯤ ꯁꯥꯗꯥꯟꯕ ꯑꯗꯨ ꯐꯃꯨꯡꯗ ꯊꯝꯈꯤ꯫ ꯃꯔꯝ ꯑꯁꯤꯅ ꯃꯍꯥꯛꯀꯤ ꯃꯆꯥ ꯀꯌꯥ ꯂꯩꯈꯤ: ꯍꯦꯐꯥꯏꯁ꯭ꯇꯣꯁ, ꯑꯔꯦꯁ, ꯍꯦꯕꯦ, ꯏꯂꯦꯊꯤꯌꯥ ꯍꯦꯔꯥꯒ ꯂꯣꯏꯅꯅ꯫ ꯑꯦꯊꯤꯅꯥ ꯃꯦꯇꯤꯁꯀ ꯂꯣꯏꯅꯅ ꯑꯗꯨꯕꯨ ꯖꯤꯎꯁꯅ ꯃꯆꯥꯅꯨꯄꯥ ꯑꯃꯅ ꯃꯍꯥꯛꯀꯤ ꯐꯝ ꯑꯗꯨ ꯂꯧꯁꯤꯟꯒꯅꯤ ꯍꯥꯏꯅ ꯑꯀꯤꯕ ꯂꯩꯔꯒ ꯃꯍꯥꯛꯀꯤ ꯂꯣꯏꯅꯕꯤꯕꯨ ꯂꯧꯁꯤꯟꯈꯤꯕꯅ ꯃꯔꯝ ꯑꯣꯏꯗꯨꯅ ꯑꯦꯊꯤꯅꯥ ꯖꯤꯎꯁꯀꯤ ꯃꯀꯣꯛꯇꯒꯤ ꯄꯣꯛꯈꯤ꯫